ꯃꯥꯂꯦꯝꯗꯥ ꯈ꯭ꯋꯥꯏꯗꯒꯤ ꯋꯥꯡꯕꯥ ꯂꯤꯇꯔꯦꯁꯤ ꯔꯦꯠ ꯂꯩꯕꯥ ꯂꯩꯕꯥꯛꯁꯤꯡ ꯔꯨꯁꯤꯌꯥ, ꯁ꯭ꯇꯣꯅꯤꯌꯥ,ꯀꯥꯖꯥꯛꯁꯇꯥꯟ,ꯇꯥꯏꯋꯥꯟ ꯑꯁꯤꯟꯆꯤꯡꯕꯁꯤꯡꯅꯤ꯫ ꯏꯪ ꯁꯣꯛ ꯂꯤꯁꯤꯡꯑꯅꯤ ꯀꯨꯟꯃꯊꯣꯏꯗꯒꯤ ꯌꯨꯅꯥꯏꯇꯦꯠ ꯅꯦꯁꯟꯁ ꯏꯗꯨꯀꯦꯁꯟꯅꯦꯜ ꯁꯥꯏꯟꯇꯤꯐꯤꯛ ꯑꯦꯟ ꯀꯜꯆꯔꯦꯜ ꯑꯣꯔꯒꯅꯥꯏꯖꯦꯁꯟ ꯏꯟꯁꯇꯤꯇ꯭ꯌꯨꯠ ꯐꯣꯔ ꯁ꯭ꯇꯦꯇꯤꯁꯇꯤꯛꯁꯒꯤ ꯗꯦꯇꯥꯗꯥ ꯌꯨꯝꯐꯝ ꯑꯣꯏꯔꯒꯥ, ꯆꯍꯤ ꯇꯔꯥꯃꯉꯥ ꯑꯃꯁꯨꯡ ꯃꯁꯤꯒꯤ ꯃꯊꯛꯇꯥ ꯂꯩꯕꯥ ꯃꯈꯣꯏꯒꯤ ꯑꯍꯜ ꯑꯣꯏꯔꯕꯥ ꯃꯤꯑꯣꯏꯁꯤꯡꯒꯤ ꯃꯔꯛꯇꯥ ꯂꯥꯏꯔꯤꯛ ꯍꯩꯕꯒꯤ ꯆꯥꯡ ꯈ꯭ꯋꯥꯏꯗꯒꯤ ꯋꯥꯡꯕꯥ ꯂꯩꯕꯥꯛꯁꯤꯡ ꯑꯁꯤ ꯑꯌꯥꯝꯕꯅꯥ ꯃꯍꯩ-ꯃꯁꯤꯡ ꯇꯝꯕꯒꯤ ꯈꯨꯗꯣꯡꯆꯥꯕꯥ ꯐꯖꯅꯥ ꯐꯪꯍꯟꯕꯥ ꯉꯝꯕꯥ ꯑꯦꯖꯨꯀꯦꯁꯟ ꯁꯤꯁꯇꯦꯝꯁꯤꯡ ꯂꯩꯕꯥ ꯆꯥꯎꯈꯠꯂꯕꯥ ꯂꯩꯕꯥꯛꯁꯤꯡꯅꯤ꯫ ꯄꯥꯎ-ꯆꯦꯒꯤ ꯇꯥꯏꯇꯜ ꯑꯃꯁꯨꯡ ꯀꯟꯇꯦꯟꯇ ꯑꯃꯥ ꯄꯤꯔꯒꯥ, ꯗꯣꯀ꯭ꯌꯨꯃꯦꯟꯇ ꯑꯗꯨ ꯕ꯭ꯂꯣꯛ ꯄꯣꯁ ꯑꯃꯗꯥ ꯑꯃꯨꯛ ꯍꯟꯅꯥ ꯐꯣꯔꯃꯦꯠ ꯇꯧ꯫ ꯄꯥꯎ-ꯆꯦꯒꯤ ꯃꯃꯤꯡ ꯀꯣꯕꯤꯗ-ꯇꯔꯥꯃꯥꯄꯟꯅꯥ ꯁꯦꯟꯃꯤꯠꯂꯣꯟꯗꯥ ꯄꯤꯔꯤꯕꯥ ꯁꯥꯐꯨ꯫ ꯄꯥꯎ-ꯆꯦꯒꯤ ꯃꯆꯥꯛꯁꯤꯡ ꯀꯣꯔꯣꯅꯥꯚꯥꯏꯔꯁ ꯂꯥꯏꯆꯠꯅꯥ ꯃꯥꯂꯦꯝꯒꯤ ꯁꯦꯟꯃꯤꯠꯂꯣꯟꯗꯥ ꯑꯆꯧꯕꯥ ꯈꯨꯗꯣꯡꯆꯥꯗꯕꯥ ꯑꯃꯥ ꯊꯣꯛꯍꯜꯂꯦ – ꯃꯁꯤꯒꯥ ꯃꯔꯤ ꯂꯩꯅꯕꯥ ꯂꯣꯛꯗꯥꯎꯟꯁꯤꯡꯅꯥ ꯂꯂꯣꯟ-ꯏꯇꯤꯛ ꯀꯌꯥꯗꯥ ꯁꯣꯛꯍꯜꯂꯦ, ꯑꯃꯁꯨꯡ ꯊꯕꯛ ꯐꯪꯗꯕꯒꯤ ꯆꯥꯡ ꯌꯥꯝꯅꯥ ꯍꯦꯟꯒꯠꯂꯦ꯫ ꯀ꯭ꯔꯥꯏꯁꯤꯁꯥ ꯑꯁꯤꯅꯥ ꯃꯇꯝ ꯁꯥꯡꯅꯥ ꯆꯠꯀꯗꯕꯥ ꯃꯑꯣꯡꯗꯥ ꯀꯔꯤ ꯑꯣꯏꯒꯅꯤ ꯍꯥꯏꯕꯁꯤ ꯌꯦꯡꯁꯤꯟꯒꯗꯧꯔꯤꯕꯅꯤ, ꯑꯗꯨꯕꯨ ꯁꯦꯛꯇꯔ ꯈꯔꯗꯤ ꯐꯒꯠꯂꯛꯄꯗꯥ ꯆꯍꯤ ꯀꯌꯥ ꯆꯪꯂꯝꯕꯥ ꯌꯥꯏ ꯍꯥꯏꯅꯥ ꯏꯀꯣꯅꯣꯃꯤꯁꯁꯤꯡꯅꯥ ꯆꯦꯛꯁꯤꯟꯋꯥ ꯄꯤꯈ꯭ꯔꯦ꯫ ꯕ꯭ꯂꯣꯒ ꯄꯣꯁ꯭ꯠꯀꯤ ꯇꯥꯏꯇꯜ ꯕꯔꯣꯕꯤꯠ-ꯇꯔꯥꯃꯥꯄꯟꯒꯤ ꯏꯀꯣꯅꯣꯃꯤꯛ ꯏꯝꯄꯦꯛꯇ꯫ ꯀꯟꯇꯦꯟꯁꯤꯡ ꯀꯣꯕꯤꯠ-ꯇꯔꯥꯃꯥꯄꯟ ꯂꯥꯏꯆꯠꯅꯥ ꯃꯥꯂꯦꯝ ꯁꯤꯟꯕꯥ ꯊꯨꯡꯅꯥ ꯁꯣꯛꯍꯜꯂꯦ, ꯃꯁꯤꯅꯥ ꯃꯥꯂꯦꯝꯒꯤ ꯁꯦꯟꯃꯤꯠꯂꯣꯟꯗꯥ ꯑꯆꯧꯕꯥ ꯑꯀꯥꯏ-ꯑꯇꯣꯏ ꯊꯣꯛꯍꯟꯈꯤ꯫ ꯃꯥꯂꯦꯝ ꯁꯤꯟꯕꯥ ꯊꯨꯡꯅꯥ ꯂꯣꯛꯗꯥꯎꯟꯒꯤ ꯆꯩꯊꯦꯡ ꯄꯤꯔꯛꯄꯗꯒꯤ ꯃꯁꯤꯡ ꯊꯤꯉꯝꯗ꯭ꯔꯕꯥ ꯕꯤꯖꯤꯅꯦꯁꯁꯤꯡꯅꯥ ꯃꯥꯡꯍꯟ ꯇꯥꯛꯍꯟꯕꯥ ꯌꯥꯕꯥ ꯐꯜꯁꯤꯡ ꯃꯥꯌꯣꯛꯅꯈꯤ, ꯃꯈꯣꯏꯒꯤ ꯃꯇꯨꯡ ꯏꯟꯅꯥ ꯊꯕꯛ ꯐꯪꯗꯕꯒꯤ ꯆꯥꯡ ꯌꯥꯝꯅꯥ ꯍꯦꯟꯒꯠꯂꯛꯈꯤ꯫ ꯀ꯭ꯔꯥꯏꯁꯤꯇꯥ ꯑꯁꯤꯒꯤ ꯂꯣꯡ ꯇꯥꯝ ꯏꯝꯄꯦꯛ ꯀꯔꯤ ꯑꯣꯏꯒꯅꯤ ꯍꯥꯏꯕꯁꯤ ꯑꯩꯈꯣꯏꯅꯥ ꯍꯧꯖꯤꯛ ꯐꯥꯎꯕꯥ ꯂꯥꯎꯊꯣꯛꯄꯥ ꯉꯝꯗ꯭ꯔꯤ꯫ ꯑꯗꯨꯝ ꯑꯣꯏꯅꯃꯛ ꯏꯀꯣꯅꯣꯃꯤꯁꯁꯤꯡꯅꯥ ꯑꯀꯟꯕꯥ ꯆꯦꯛꯁꯤꯟꯋꯥ ꯑꯃꯥ ꯄꯤꯈ꯭ꯔꯦ꯫ ꯁꯦꯛꯇꯔ ꯈꯔꯗꯤ ꯐꯒꯠꯂꯛꯄꯗꯥ ꯆꯍꯤ ꯀꯌꯥ ꯆꯪꯂꯝꯕꯥ ꯌꯥꯏ꯫ ꯑꯔꯇꯤꯐꯤꯁꯦꯜ ꯏꯟꯇꯤꯂꯤꯖꯦꯟꯁ ꯇꯦꯛꯅꯣꯂꯣꯖꯤꯒꯤ ꯀꯥꯟꯅꯕꯁꯤꯡꯒꯤ ꯃꯅꯨꯡꯗꯥ ꯑꯃꯒꯤ ꯃꯃꯤꯡ ꯊꯣꯟꯕꯤꯌꯨ꯫ ꯑꯔꯇꯤꯐꯤꯁꯦꯜ ꯏꯟꯇꯤꯂꯤꯖꯦꯟꯁꯒꯤ ꯇꯦꯛꯅꯣꯂꯣꯖꯤꯒꯤ ꯀꯥꯟꯅꯕꯁꯤꯡꯒꯤ ꯃꯅꯨꯡꯗꯥ ꯑꯃꯗꯤ ꯃꯁꯤꯅꯥ ꯑꯆꯧꯕꯥ ꯃꯁꯤꯡꯒꯤ ꯗꯦꯇꯥ ꯌꯥꯝꯅꯥ ꯊꯨꯅꯥ ꯑꯃꯁꯨꯡ ꯑꯆꯨꯝꯕꯥ ꯃꯑꯣꯡꯗꯥ ꯑꯦꯅꯥꯂꯥꯏꯖ ꯇꯧꯕꯥ ꯑꯃꯁꯨꯡ ꯄ꯭ꯔꯣꯁꯦꯁ ꯇꯧꯕꯥ ꯉꯝꯕꯅꯤ꯫ ꯃꯁꯤꯅꯥ ꯏꯐꯤꯁꯤꯑꯦꯟꯁꯤ ꯌꯥꯝꯅꯥ ꯍꯦꯟꯒꯠꯍꯟꯕꯥ ꯉꯝꯒꯅꯤ, ꯃꯤꯑꯣꯏꯕꯒꯤ ꯑꯁꯣꯏꯕꯒꯤ ꯑꯣꯏꯊꯣꯛꯄꯥ ꯍꯟꯊꯍꯟꯕꯥ ꯉꯝꯒꯅꯤ ꯑꯃꯁꯨꯡ ꯑꯇꯣꯞꯄꯥ ꯃꯑꯣꯡ ꯑꯃꯗꯥ ꯐꯪꯕꯗꯥ ꯑꯋꯥꯕꯥ ꯅꯠꯇ꯭ꯔꯒꯥ ꯃꯇꯝ ꯌꯥꯝꯅꯥ ꯆꯪꯒꯗꯕꯥ ꯋꯥꯈꯜꯂꯣꯟꯁꯤꯡ ꯄꯤꯕꯥ ꯉꯝꯒꯅꯤ꯫